ꯀꯪꯂꯥ ꯍꯥꯏꯕꯁꯤ ꯅꯤꯡꯊꯧ ꯀꯣꯅꯨꯡ ꯑꯃꯅꯤ꯫ ꯏꯟꯗꯤꯌꯥꯒꯤ ꯁ꯭ꯇꯦꯠ ꯃꯅꯤꯄꯨꯔꯒꯤ ꯏꯝꯐꯥꯜꯗ ꯂꯩꯕ ꯑꯔꯤꯕꯥ ꯀꯣꯅꯨꯡ ꯑꯃꯅꯤ꯫ ꯃꯁꯤ ꯏꯝꯐꯥꯜ ꯇꯨꯔꯦꯜꯒꯤ ꯅꯣꯡꯄꯣꯛꯂꯣꯝ ꯃꯥꯏꯀꯩꯗꯁꯨ ꯅꯣꯡꯆꯨꯞꯂꯣꯝ ꯃꯥꯏꯀꯩꯗꯁꯨ ꯂꯩꯔꯝꯃꯤ꯫ ꯑꯗꯨꯕꯨ ꯍꯧꯖꯤꯛꯇꯤ ꯇꯨꯔꯦꯜ ꯑꯁꯤꯒꯤ ꯅꯣꯡꯆꯨꯞꯂꯣꯝ ꯃꯄꯥꯟꯗ ꯈꯛꯇꯃꯛ ꯂꯩ꯫ ꯍꯧꯖꯤꯛꯇꯤ ꯅꯤꯡꯈꯥꯏꯕ ꯂꯣꯏꯈ꯭ꯔꯒ ꯂꯦꯝꯍꯧꯕ ꯁꯔꯨꯛ ꯈꯛꯇ ꯉꯥꯏꯍꯧꯔꯦ꯫ ꯑꯔꯤꯕ ꯃꯤꯇꯩꯂꯣꯟꯗ ꯀꯪꯂꯥ ꯍꯥꯏꯕꯗꯤ ꯑꯀꯪꯕ ꯂꯝ ꯍꯥꯢꯕꯅꯤ꯫ ꯃꯅꯤꯄꯨꯔꯒꯤ ꯂꯩꯉꯥꯛꯄ ꯃꯤꯇꯩ ꯅꯤꯡꯊꯧꯁꯤꯡꯒꯤ ꯃꯃꯥꯡꯉꯩꯗꯒꯤ ꯂꯩꯔꯛꯂꯕ ꯀꯣꯅꯨꯡꯅꯤ꯫ ꯋꯥꯍꯧꯗꯣꯛ ꯀꯪꯂꯥꯒꯤ ꯑꯀꯣꯢꯕꯗ ꯆꯦꯟꯕ ꯇꯨꯔꯦꯜ ꯀꯪꯂꯥ(ꯏꯝꯐꯥꯜ) ꯍꯥꯏꯕꯁꯤ ꯃꯃꯥꯡꯉꯩ ꯒꯤ ꯀꯪꯂꯩꯄꯥꯛ(ꯃꯅꯤꯄꯨꯔ) ꯒꯤ ꯃꯃꯥꯡꯉꯩ ꯃꯇꯝꯗꯒꯤ ꯑꯔꯤꯕ ꯀꯣꯅꯨꯡ ꯅꯤ꯫ ꯃꯁꯤ ꯏꯝꯐꯥꯜ ꯇꯨꯔꯦꯜꯒꯤ ꯅꯣꯡꯆꯨꯞ ꯃꯥꯏꯀꯩꯗ ꯂꯩ꯫ ꯊꯥꯏꯅꯒꯤ ꯃꯇꯝꯗ 'ꯀꯪꯂꯥ' ꯑꯁꯤ ꯄꯥꯈꯪꯕꯅ ꯍꯦꯛ ꯅꯤꯡꯊꯧ ꯐꯝꯕꯥꯜ ꯀꯥꯕꯗꯒꯤ ꯆꯍꯤ ꯕꯤ ꯁꯤ ꯒꯤ ꯃꯇꯝꯗ ꯁꯅꯥ ꯀꯣꯅꯨꯡ ꯑꯣꯏꯔꯝꯃꯤ꯫ ꯀꯪꯂꯩꯄꯥꯛ ꯀꯤ ꯃꯤꯇꯩ ꯃꯌꯦꯛꯇ ꯏꯕ ꯑꯁꯦꯡꯕ ꯂꯥꯏꯂꯤꯛ ꯋꯥꯀꯣꯛꯂꯣꯟ ꯍꯤꯂꯦꯜ ꯊꯤꯂꯦꯜ ꯁꯂꯥꯏ ꯑꯃꯥꯏ ꯏꯂꯣꯟ ꯄꯨꯀꯣꯛ ꯄꯨꯌꯥꯒꯤ ꯃꯇꯨꯡ ꯏꯟꯅ꯫ ꯍꯦꯝꯖꯤꯠ ꯃꯣꯏꯔꯥꯡꯊꯦꯝ ꯏꯇꯥꯅꯒꯔ ꯏꯟꯇꯔꯅꯦꯁꯅꯦꯜ ꯐꯤꯜꯝ ꯐꯦꯁꯇꯤꯚꯦꯜꯗ ꯀꯝꯄꯤꯇꯤꯁꯟꯒꯤ ꯁꯦꯛꯁꯟꯗ ꯌꯥꯎꯈꯤ꯫ ꯃꯁꯤ ꯇꯥꯡꯈꯨꯜ ꯂꯣꯟꯒꯤ ꯃꯃꯤ ꯀꯨꯝꯃꯩ ꯑꯃꯅꯤ꯫ ꯃꯥꯏꯄꯥꯛꯁꯅꯥ ꯍꯥꯎꯔꯣꯡꯕꯝ 'ꯂꯃꯟ ꯑꯃꯥ' ꯒꯨꯋꯥꯍꯥꯇꯤ ꯐꯤꯜꯝ ꯐꯦꯁꯇꯤꯚꯦꯜ ꯗ ꯈꯟꯒꯠꯈꯤ꯫ ꯁꯅꯗ ꯑꯔꯤꯕꯝ 'ꯅꯣꯡꯐꯥꯗꯣꯛ ꯂꯥꯛꯄ ꯑꯇꯤꯊꯤ' ꯑꯍꯨꯝ ꯁꯨꯕ ꯒꯨꯋꯥꯍꯥꯇꯤ ꯏꯟꯇꯔꯅꯦꯁꯅꯦꯜ ꯐꯤꯜꯝ ꯐꯦꯁꯇꯤꯚꯦꯜꯗ ꯏꯟꯗꯤꯌꯥꯒꯤ ꯁꯦꯛꯁꯟ ꯍꯥꯡꯗꯣꯛꯄ ꯑꯣꯏꯅ ꯎꯠꯈꯤ꯫ ꯃꯉꯥ ꯁꯨꯕ ꯅꯣꯔ꯭ꯊ-ꯏꯁ꯭ꯇ ꯐꯤꯜꯝ ꯐꯦꯁꯇꯤꯚꯦꯜ ꯄꯨꯅꯦꯗ ꯑꯣꯐꯤꯁꯤꯌꯦꯜ ꯁꯦꯂꯦꯛꯁꯟ ꯐꯪꯈꯤ꯫ ꯇꯔꯥꯅꯤꯊꯣꯏ ꯁꯨꯕ ꯏꯟꯇꯔꯅꯦꯁꯅꯦꯜ ꯒꯨꯋꯥꯍꯥꯇꯤ ꯐꯤꯜꯝ ꯐꯦꯁꯇꯤꯚꯦꯜ ꯕꯨ ꯍꯥꯡꯗꯣꯛꯄ ꯃꯃꯤ ꯀꯨꯃꯃꯩ ꯑꯣꯏꯈꯤ꯫ ꯑꯔꯤꯕꯝ ꯁ꯭ꯌꯥꯝ ꯁꯔꯃ 'ꯄꯥꯟꯗꯝ ꯑꯃꯗ' ꯏꯟꯇꯔꯅꯦꯁꯅꯦꯜ ꯐꯤꯜꯝ ꯐꯦꯁꯇꯤꯚꯦꯜꯗ ꯃꯥꯂꯦꯝꯒꯤ ꯑꯣꯏꯅ ꯎꯠꯈꯤ꯫ ꯇꯔꯥ ꯅꯤꯄꯥꯜ ꯁꯨꯕ ꯊꯔ꯭ꯗ ꯑꯥꯏ ꯑꯦꯁꯤꯌꯟ ꯐꯤꯜꯝ ꯐꯦꯁꯇꯤꯚꯦꯜ ꯑꯃꯁꯨꯡ ꯇꯣꯀꯤꯌꯣ ꯂꯤꯐ꯭ꯇ-ꯑꯣꯐ ꯐꯤꯜ꯭ꯝ ꯐꯦꯁꯇꯤꯚꯦꯜ ꯁꯤꯡꯗ ꯈꯟꯈꯤ꯫ ꯇꯔꯥ ꯁꯨꯕ 'ꯗꯥꯗꯥ ꯁꯥꯍꯦꯕ' ꯐꯥꯜꯀꯦ ꯐꯤꯜꯝ ꯐꯦꯁꯇꯤꯚꯦꯜꯗ ꯕꯦꯁ꯭ꯇ ꯐꯤꯆꯔ ꯐꯤꯜꯝ ꯑꯦꯋꯥꯔ꯭ꯗ ꯐꯪꯈꯤ꯫ ꯅꯤꯄꯥꯜ ꯁꯨꯕ ꯗꯦꯜꯍꯤ ꯏꯟꯇꯔꯅꯦꯁꯅꯦꯜ ꯐꯤꯜꯝ ꯐꯦꯁꯇꯤꯚꯦꯜ ꯑꯃꯁꯨꯡ ꯅꯤꯄꯥꯜ ꯁꯨꯕ ꯏꯟꯗꯤꯌꯟ ꯁꯤꯅꯦ ꯐꯦꯁꯇꯤꯚꯦꯜ ꯁꯤꯡꯗ ꯑꯣꯐꯤꯁꯤꯌꯦꯜꯂꯤ ꯈꯟꯈꯤ꯫ ꯑꯖꯤꯠ ꯌꯨꯝꯅꯥꯝ 'ꯑꯩꯒꯤ ꯀꯣꯟꯅ' ꯍꯨꯝꯐꯨ - ꯇꯔꯦꯠ ꯁꯨꯕ ꯅꯦꯁꯅꯦꯜ ꯐꯤꯜꯝ ꯑꯦꯋꯥꯔ꯭ꯗ꯭ꯁꯇ ꯃꯅꯤꯄꯨꯔꯤꯒꯤ ꯅꯦꯁꯅꯦꯜ ꯐꯤꯜꯝ ꯑꯦꯋꯥꯔ꯭ꯗꯀꯤ ꯕꯦꯁ꯭ꯇ ꯐꯤꯆꯔ ꯐꯤꯜꯝꯒꯤ ꯃꯅꯥ ꯐꯪꯈꯤ꯫ ꯌꯥꯡꯈꯩ - ꯃꯥꯊꯣꯏ ꯁꯨꯕ ꯏꯟꯇꯔꯅꯦꯁꯅꯦꯜ ꯐꯤꯜꯝ ꯐꯦꯁꯇꯤꯚꯦꯜ ꯑꯣꯐ ꯏꯟꯗꯤꯌꯥꯒꯤ (ꯏꯟꯗꯤꯌꯟ ꯄꯦꯅꯣꯔꯥꯃꯥꯒꯤ) ꯐꯤꯆꯔꯒꯤ ꯃꯅꯨꯡ ꯆꯟꯅ ꯈꯟꯈꯤ꯫ ꯏꯟꯗꯤꯀꯥ ꯐꯤꯜꯝ ꯎꯠꯁ꯭ꯋ ꯃꯔꯤ ꯁꯨꯕ ꯑꯣꯠꯇꯥꯋꯥ ꯏꯟꯗꯤꯌꯟ ꯐꯤꯜꯝ ꯐꯦꯁꯇꯤꯚꯦꯜ ꯑꯦꯋꯥꯔ꯭ꯗꯁ (ꯑꯣ꯬ ꯑꯥꯏ꯬ ꯑꯦꯐ꯬ ꯑꯦꯐ꯬ ꯑꯦ꯬) ꯇ꯭ꯔꯤꯁꯁꯨꯔ ꯏꯟꯇꯔꯅꯦꯁꯅꯦꯜ ꯐꯤꯜꯂꯝ ꯐꯦꯁꯇꯤꯚꯦꯜ ꯁꯤꯡꯗ ꯑꯣꯐꯤꯁꯤꯌꯦꯜꯂꯤ ꯈꯟꯈꯤ꯫ ꯕꯣꯕꯕꯤ ꯋꯥꯍꯦꯡꯕꯝ, ꯃꯥꯏꯄꯥꯛꯁꯅꯥ ꯍꯥꯎꯔꯣꯡꯕꯝ, ꯅꯥꯏ꯭ꯟ ꯍꯤꯜ꯭ꯁ ꯋꯥꯟ ꯚꯦꯂꯤ ꯐꯤꯜꯂꯝ ꯕꯖꯥꯔ ꯒꯤ ꯐꯤꯜꯂꯝ ꯕꯖꯥꯔ ꯔꯤꯀꯃꯦꯟ꯭ꯗ꯭ꯁ ꯁꯦꯛꯁꯟꯒꯤ ꯁ꯭ꯄꯤꯁꯤꯑꯦꯜ ꯃꯦꯟꯁꯟ ꯑꯦꯋꯥꯔ꯭ꯗ ꯐꯪꯈꯤ꯫ ꯍꯥꯎꯕꯝ ꯄꯕꯟ ꯀꯨꯃꯥꯔ ꯅꯥꯀꯥꯝꯍ-ꯔꯤꯑꯥꯡꯁꯨꯋꯥꯟꯅꯩꯛ ꯃꯥꯂꯦꯝꯒꯤ ꯑꯣꯏꯕ ꯏꯟꯇꯔꯅꯦꯁꯅꯦꯜ ꯐꯣꯛꯂꯣꯔ ꯐꯤꯜꯂꯝ ꯐꯦꯁꯇꯤꯚꯦꯜ ꯑꯣꯐ ꯀꯦꯔꯂꯥ ꯗ ꯎꯠꯈꯤ꯫ꯔꯣꯡꯃꯩꯒꯤ ꯃꯃꯤ ꯀꯨꯝꯃꯩ ꯑꯃꯅꯤ꯫ ꯃꯁꯤꯕꯨ ꯀꯔꯥꯝ ꯃꯣꯅꯣꯃꯣꯍꯟ ꯁꯤꯡ ꯅ ꯄꯨꯊꯣꯛꯈꯤ꯫ ꯗꯦꯕꯀꯨꯃꯥꯔ ꯕꯣꯁ ꯄꯦꯕꯦꯠ ꯏꯟꯇꯔꯅꯦꯁꯅꯦꯜ ꯁꯣꯔ꯭ꯇ ꯐꯤꯜꯂꯝ ꯐꯦꯁꯇꯤꯚꯦꯜ ꯀꯣꯜꯀꯥꯇꯗ ꯕꯦꯁ꯭ꯇ ꯁꯣꯔ꯭ꯇ ꯐꯤꯛꯁꯟ ꯐꯤꯜꯂꯝꯒꯤ ꯃꯅꯥ ꯐꯪꯈꯤ꯫ ꯏꯟꯇꯔꯅꯦꯁꯅꯦꯜ ꯐꯤꯜꯝ ꯐꯦꯁꯇꯤꯚꯦꯜ ꯑꯣꯐ ꯏꯟꯗꯤꯌꯥ, ꯅ꯭ꯌꯨ ꯗꯦꯜꯍꯤꯗ ꯄꯦꯅꯣꯔꯥꯃꯥ ꯁꯦꯛꯁꯟꯒꯤꯗꯃꯛ ꯈꯟꯈꯤ꯫ ꯌꯥꯃꯥꯒꯥꯇꯥ ꯏꯟꯇꯔꯅꯦꯁꯅꯦꯜ ꯗꯣꯛ꯭ꯌꯨꯃꯦꯟꯇꯔꯤ ꯐꯤꯜꯂꯝ ꯐꯦꯁꯇꯤꯚꯦꯜ, ꯖꯥꯄꯥꯟꯗ ꯎꯠꯈꯤ꯫